ꯚꯣꯂꯨꯟꯇꯤꯌꯔꯗ ꯌꯨꯝꯐꯝ ꯑꯣꯏꯕ ꯑꯣꯔꯒꯥꯅꯥꯏꯖꯦꯁꯟ ꯃꯉꯥꯒꯤ ꯂꯤꯁ꯭ꯠ ꯑꯃꯥ ꯁꯄꯂꯥꯏ ꯇꯧꯕꯥ꯫ ꯍꯦꯕꯤꯇꯦꯠ ꯐꯣꯔ ꯍ꯭ꯌꯨꯃꯦꯅꯤꯇꯤ: ꯃꯊꯧ ꯇꯥꯕꯥ ꯃꯤꯑꯣꯏꯁꯤꯡꯒꯤ ꯌꯨꯝ ꯁꯥꯕ ꯑꯃꯁꯨꯡ ꯁꯦꯝꯖꯤꯟꯕꯗꯥ ꯃꯤꯠꯌꯦꯡ ꯊꯝꯕ ꯑꯣꯔꯒꯅꯥꯏꯖꯦꯁꯟ ꯑꯃꯅꯤ꯫ ꯔꯦꯗ ꯀ꯭ꯔꯣꯁ: ꯃꯥꯂꯦꯝ ꯁꯤꯟꯕ ꯊꯨꯡꯅ ꯂꯩꯔꯤꯕꯥ ꯃꯤꯑꯣꯏꯁꯤꯡꯗ ꯈꯨꯗꯛꯀꯤ ꯑꯣꯏꯕ ꯃꯇꯦꯡ ꯑꯃꯁꯨꯡ ꯗꯤꯖꯥꯁ꯭ꯇꯔ ꯔꯤꯂꯤꯐ ꯄꯤꯔꯤꯕ ꯏꯟꯇꯔꯅꯦꯁ꯭ꯅꯦꯜ ꯒ꯭ꯔꯨꯞ ꯑꯃꯅꯤ꯫ ꯉꯝꯈꯩ ꯂꯩꯇꯕꯥ ꯗꯣꯛꯇꯔꯁꯤꯡ: ꯂꯥꯟ, ꯂꯥꯏꯅꯥ, ꯑꯃꯁꯨꯡ ꯃꯍꯧꯁꯥꯒꯤ ꯈꯨꯗꯣꯡꯊꯤꯕꯁꯤꯡꯅ ꯁꯣꯛꯍꯜꯂꯕꯥ ꯃꯐꯝꯁꯤꯡꯗ ꯃꯇꯦꯡ ꯄꯥꯡꯅꯕ ꯚꯣꯂꯨꯟꯇꯔꯤ ꯑꯣꯏꯕ ꯃꯦꯗꯤꯀꯦꯜ ꯄ꯭ꯔꯣꯐꯦꯁ꯭ꯅꯦꯜꯁꯤꯡꯒꯤ ꯃꯥꯂꯦꯝꯒꯤ ꯅꯦꯇꯋꯥꯔꯛ ꯑꯃꯅꯤ꯫ ꯌꯨꯅꯥꯏꯇꯦꯗ ꯋꯦ: ꯃꯤꯑꯣꯏꯕꯥ ꯑꯃꯁꯨꯡ ꯏꯃꯨꯡ ꯃꯅꯨꯡꯒꯤ ꯑꯦꯖꯨꯀꯦꯁꯟ, ꯁꯦꯜ-ꯊꯨꯝꯒꯤ ꯇꯪꯗꯨ ꯂꯩꯇꯥꯕ, ꯑꯃꯁꯨꯡ ꯍꯛꯁꯦꯜꯒꯤ ꯐꯜꯁꯤꯡ ꯐꯒꯠꯍꯟꯅꯕꯥ ꯀꯝꯌꯨꯅꯤꯇꯤꯁꯤꯡꯕꯨ ꯃꯣꯕꯤꯂꯥꯏꯖ ꯇꯧꯕꯥ ꯃꯥꯂꯦꯝ ꯁꯤꯟꯕ ꯊꯨꯡꯅ ꯁꯦꯜ ꯊꯥꯗꯕ ꯌꯥꯗꯕꯥ ꯑꯣꯔꯒꯅꯥꯏꯖꯦꯁꯟ ꯑꯃꯅꯤ꯫ ꯕꯤꯒ ꯕ꯭ꯔꯥꯗꯥꯔꯁ ꯕꯤꯒ ꯁꯤꯁ꯭ꯇꯔꯁꯤꯡ: ꯄꯣꯖꯤꯇꯤꯚ ꯑꯣꯏꯕ ꯔꯣꯜ ꯃꯣꯗꯦꯜꯁꯤꯡ ꯑꯃꯁꯨꯡ ꯁꯄꯣꯔꯠ ꯄꯤꯅꯕꯒꯤꯗꯃꯛ ꯑꯦꯗꯜꯠ ꯚꯣꯂꯨꯟꯇꯤꯌꯔꯁꯤꯡꯕꯨ ꯑꯋꯥꯕꯥ ꯃꯥꯌꯣꯛꯅꯔꯤꯕꯥ ꯑꯉꯥꯡꯁꯤꯡꯒ ꯂꯣꯏꯅꯅꯥ ꯄꯦꯌꯥꯔ ꯇꯧꯕ ꯃꯦꯟꯇꯔꯤꯡ ꯄ꯭ꯔꯣꯒ꯭ꯔꯥꯝ ꯑꯃꯅꯤ꯫ ꯕꯣꯜꯗ ꯑꯣꯏꯅꯥ ꯄ꯭ꯔꯣꯅꯣꯅꯣꯝꯒꯤ ꯃꯃꯥꯡꯗꯥ ꯂꯩꯕꯥ ꯃꯐꯝ ꯑꯗꯨ ꯈꯪꯗꯣꯛꯎ꯫ ꯄꯣꯜ ꯑꯃꯁꯨꯡ ꯂꯤꯖꯅꯥ ꯈꯣꯡꯅꯥ ꯆꯠꯈꯤ꯫ ꯃꯈꯣꯏꯅ ꯃꯤꯠꯌꯦꯡ ꯑꯗꯨ ꯌꯥꯝꯅꯥ ꯅꯨꯡꯉꯥꯏꯈꯤ꯫ ꯕꯣꯜꯗꯇꯥ ꯃꯈꯣꯏ ꯍꯥꯏꯕ ꯄ꯭ꯔꯣꯅꯣꯅꯣꯝꯒꯤ ꯃꯃꯥꯡꯒꯤ ꯋꯥꯍꯟꯊꯣꯛ ꯑꯁꯤ ꯄꯣꯜ ꯑꯃꯁꯨꯡ ꯂꯤꯖ ꯍꯥꯏꯕꯅꯤ꯫ ꯑꯥꯌꯔꯂꯦꯟꯗꯒꯤꯗꯃꯛ ꯃꯔꯤ ꯂꯩꯅꯕ ꯐꯤꯔꯥꯜ ꯑꯗꯨ ꯑꯩꯉꯣꯟꯗꯥ ꯎꯠꯄꯤꯌꯨ꯫ ꯃꯐꯝ ꯑꯁꯤꯗꯥ ꯑꯥꯌꯔꯂꯦꯟꯗꯒꯤ ꯖꯥꯇꯤꯒꯤ ꯐꯤꯔꯥꯜ ꯌꯥꯎꯔꯤ꯫ ꯃꯁꯤ ꯑꯌꯥꯝꯕꯅ ꯑꯥꯏꯔꯤꯁ ꯇ꯭ꯔꯥꯏꯀꯂꯔ ꯍꯥꯏꯅꯥ ꯈꯪꯅꯩ ꯑꯃꯁꯨꯡ ꯃꯁꯤꯗꯥ ꯒ꯭ꯔꯤꯟ ꯋꯥꯏꯁ꯭ꯠ ꯁꯥꯏꯗꯇꯥ ꯋꯥꯏꯠ ꯑꯃꯁꯨꯡ ꯑꯣꯔꯦꯟꯖꯒꯤ ꯆꯞ ꯃꯥꯟꯅꯕ ꯚꯔꯇꯤꯀꯦꯜ ꯕꯦꯟꯗ ꯑꯍꯨꯝ ꯌꯥꯎꯏ꯫ꯒ꯭ꯔꯤꯟ ꯑꯁꯤꯅ ꯑꯥꯏꯔꯤꯁ ꯅꯦꯁ꯭ꯅꯦꯂꯤꯁ꯭ꯠ ꯒꯦꯂꯤꯛ ꯇ꯭ꯔꯦꯗꯤꯁꯟ ꯑꯗꯨ ꯔꯤꯄꯔꯖꯦꯟꯠ ꯇꯧꯏ, ꯑꯣꯔꯦꯟꯖꯅꯥ ꯋꯤꯂꯤꯌꯝꯒꯤ ꯁꯄꯣꯔꯇꯔ ꯑꯣꯏꯔꯝꯕ ꯃꯥꯏꯅꯣꯔꯤꯇꯤ ꯑꯗꯨꯕꯨ ꯔꯤꯄꯔꯖꯦꯟꯠ ꯇꯧꯏ꯫ ꯏꯪꯂꯦꯟꯗ, ꯁꯛꯇꯜꯌꯥꯟꯗ ꯑꯃꯁꯨꯡ ꯑꯥꯌꯥꯔꯜꯌꯥꯟꯗꯒꯤ ꯄ꯭ꯔꯣꯇꯦꯁ꯭ꯇꯦꯟ ꯅꯤꯡꯊꯧ ꯑꯃꯥ ꯑꯣꯏꯔꯝꯕ ꯑꯣꯔꯦꯟꯖꯒꯤ ꯑꯃꯁꯨꯡ ꯋꯥꯏꯇꯦꯞꯀꯤ ꯃꯇꯨꯡ ꯏꯟꯅ ꯀꯥꯡꯂꯨꯞ ꯑꯅꯤ ꯑꯁꯤꯒꯤ ꯃꯔꯛꯇꯥ ꯁꯥꯟꯇꯤ ꯄꯨꯔꯛꯄꯅꯤ꯫ ꯃꯈꯥꯗꯥ ꯄꯤꯔꯤꯕꯥ ꯆꯥꯛꯁꯪ ꯑꯁꯤꯒꯤꯗꯃꯛꯇ ꯁ꯭ꯇꯦꯞ ꯑꯍꯨꯝꯒꯤ ꯔꯦꯁꯤꯄꯤ ꯑꯃꯥ ꯁꯦꯝꯃꯨ꯫ ꯕ꯭ꯂꯦꯛ ꯕꯤꯟ ꯁ꯭ꯌꯨꯞ꯫ ꯃꯈꯥꯗꯥ ꯕ꯭ꯂꯦꯛ ꯕꯤꯟ ꯁ꯭ꯌꯨꯞꯀꯤ ꯏꯆꯝ ꯆꯝꯕꯥ ꯁ꯭ꯇꯦꯞ ꯑꯍꯨꯝꯒꯤ ꯔꯦꯁꯤꯄꯤ ꯑꯃꯥ ꯄꯤꯔꯤ: ꯑꯆꯧꯕꯥ ꯄꯣꯠꯁꯛ ꯑꯃꯗꯥ, ꯑꯣꯂꯤꯚ ꯑꯣꯏꯜ ꯈꯔꯥ ꯊꯥꯎ, ꯃꯗꯨꯒꯤ ꯃꯇꯨꯡꯗ ꯊꯥꯎ ꯊꯣꯛꯄꯥ ꯊꯥꯎ, ꯕꯦꯜ ꯄꯦꯄꯔ, ꯑꯃꯁꯨꯡ ꯊꯥꯎ ꯊꯣꯛꯄ ꯂꯐꯣꯏ ꯑꯃꯥ ꯍꯥꯞꯆꯤꯜꯂꯨ꯫ ꯆꯥꯎꯔꯥꯛꯅ ꯃꯤꯅꯠ ꯃꯉꯥ, ꯅꯠꯇꯔꯒ ꯎꯍꯩ-ꯋꯥꯍꯩꯁꯤꯡ ꯑꯗꯨ ꯇꯔꯨ-ꯇꯅꯥꯟꯅ ꯊꯝꯖꯤꯜꯂꯨ꯫ ꯎꯍꯩ-ꯋꯥꯍꯩꯒꯤ ꯕ꯭ꯔꯣꯊ, ꯏꯁꯤꯡ ꯇꯨꯡꯁꯤꯟꯕꯥ ꯀꯦꯟꯗꯜ ꯕ꯭ꯂꯦꯛ ꯕꯤꯟ, ꯇꯛꯈꯥꯏꯔꯕꯥ ꯇꯣꯃꯦꯇꯣ, ꯖꯤꯔꯥ, ꯆꯤꯂꯤ ꯄꯥꯎꯗꯔ, ꯑꯃꯁꯨꯡ ꯑꯣꯔꯦꯒꯥꯅꯣ ꯑꯗꯨ ꯄꯣꯠꯁꯛ ꯑꯗꯨꯗ ꯍꯥꯞꯆꯤꯜꯂꯨ꯫ ꯄꯨꯝꯅꯃꯛ ꯊꯥꯛꯎ, ꯃꯗꯨꯒꯤ ꯃꯇꯨꯡꯗꯥ ꯃꯩꯁꯥ ꯑꯗꯨ ꯊꯤꯡꯖꯤꯜꯂꯨ ꯑꯃꯁꯨꯡ ꯃꯤꯅꯠ ꯀꯨꯟꯊꯔꯥ ꯊꯝꯖꯤꯜꯂꯨ꯫ ꯏꯃꯔꯖꯦꯟꯁꯤ ꯕ꯭ꯂꯦꯟꯗꯔ ꯑꯃꯅꯥ, ꯁ꯭ꯌꯨꯞ ꯑꯗꯨ ꯇꯔꯨ-ꯇꯅꯥꯟꯕꯥ ꯐꯥꯎꯕ, ꯅꯠꯇꯔꯒ ꯅꯍꯥꯛꯅ ꯄꯥꯝꯂꯤꯕ ꯀꯟꯁꯤꯁ꯭ꯇꯦꯟꯁ ꯑꯗꯨ ꯌꯧꯔꯛꯇꯔꯤꯐꯥꯎꯕ ꯄ꯭ꯌꯨꯔꯤ ꯇꯧ꯫ ꯅꯍꯥꯛꯅ ꯈꯟꯒꯗꯕꯥ ꯇꯣꯄꯤꯡꯁꯤꯡ ꯍꯥꯏꯕꯗꯤ ꯑꯦꯚꯣꯀꯦꯗꯣ, ꯁꯤꯂꯟꯇ, ꯅꯠꯇꯔꯒꯥ ꯁꯧꯔ ꯀ꯭ꯔꯤꯝꯒꯥ ꯂꯣꯏꯅꯅꯥ ꯑꯁꯥꯕ ꯃꯑꯣꯡꯗꯥ ꯄꯤꯖꯕꯤꯌꯨ꯫